ꯑꯅꯧꯕ ꯃꯅꯥ-ꯃꯁꯤꯡ -ꯑꯣꯠꯃꯤꯜ ꯑꯁꯤ ꯐꯥꯏꯕꯔ ꯑꯃꯁꯨꯡ ꯑꯦꯅꯔꯖꯤꯒꯤ ꯑꯆꯧꯕ ꯁꯣꯔꯁ ꯑꯃꯅꯤ, ꯑꯃꯁꯨꯡ ꯃꯁꯤꯒꯤ ꯃꯊꯛꯇ ꯃꯈꯜ ꯀꯌꯥꯒꯤ ꯑꯅꯧꯕ ꯃꯅꯥ-ꯃꯁꯤꯡꯁꯤꯡ ꯍꯥꯏꯕꯗꯤ ꯕꯦꯔꯤ ꯅꯠꯇꯔꯒ ꯕꯦꯅꯥꯅꯥ, ꯑꯃꯁꯨꯡ ꯑꯍꯦꯟꯕ ꯄ꯭ꯔꯣꯇꯤꯟ ꯑꯃꯁꯨꯡ ꯀ꯭ꯔꯥꯟꯆꯀꯤꯗꯃꯛꯇ ꯅꯠ ꯈꯔꯗꯤ ꯌꯥꯎꯕ ꯌꯥꯏ꯫ ꯒ꯭ꯔꯦꯅꯣꯂꯥ ꯑꯃꯁꯨꯡ ꯁꯪꯒꯣꯝꯒ ꯂꯣꯏꯅꯅꯥ ꯒ꯭ꯔꯤꯛ ꯌꯣꯒꯔ - ꯒ꯭ꯔꯤꯛ ꯌꯣꯒꯔ ꯑꯁꯤ ꯅꯨꯃꯤꯠ ꯑꯁꯤ ꯍꯧꯗꯣꯛꯅꯕꯒꯤꯗꯃꯛꯇ ꯄ꯭ꯔꯣꯇꯤꯟꯒꯤ ꯑꯐꯕꯥ ꯁꯣꯔꯁ ꯑꯃꯅꯤ, ꯑꯃꯁꯨꯡ ꯃꯁꯤ ꯒ꯭ꯔꯦꯅꯣꯂꯥꯒ‌ ꯂꯣꯏꯅꯅꯥ ꯐꯤꯕꯔ ꯈꯔꯒꯤꯗꯃꯛ ꯑꯃꯁꯨꯡ ꯁꯪꯒꯣꯝꯒꯥ ꯂꯣꯏꯅꯅꯥ ꯄꯤꯌꯔ ꯇꯧꯕ ꯌꯥꯏ, ꯃꯁꯤꯅ ꯃꯆꯤ ꯑꯣꯏꯕ ꯆꯤꯟꯖꯥꯛ ꯈꯔꯥ ꯄꯤꯖꯕꯥ ꯌꯥꯏ꯫ ꯉꯥꯒꯥ ꯂꯣꯏꯅꯅꯥ ꯑꯦꯚꯣꯀꯥꯗꯣ ꯇꯣꯁ꯭ꯠ -ꯑꯦꯚꯣꯀꯥꯗꯣ ꯑꯁꯤ ꯍꯛꯁꯦꯜ ꯐꯕꯥ ꯐꯦꯠ ꯑꯃꯁꯨꯡ ꯅ꯭ꯌꯨꯇꯔꯤꯑꯦꯟꯇꯁꯤꯡꯅ ꯊꯜꯂꯕꯥ ꯌꯥꯏ, ꯑꯃꯁꯨꯡ ꯇꯣꯁ꯭ꯇꯇꯥ ꯌꯥꯟꯁꯤꯟꯅꯗꯨꯅꯥ ꯁꯟꯗꯣꯛꯇꯨꯅꯥ ꯑꯃꯁꯨꯡ ꯃꯊꯛꯇꯥ ꯑꯀꯪꯕ ꯉꯥ ꯑꯃ ꯌꯥꯎꯕ ꯃꯇꯝꯗꯥ, ꯃꯁꯤꯅ ꯃꯄꯨꯡꯐꯥꯕꯥ ꯑꯃꯁꯨꯡ ꯃꯆꯤ ꯑꯣꯏꯕ ꯆꯤꯟꯖꯥꯛ ꯑꯃ ꯑꯣꯏꯍꯜꯂꯤ꯫ ꯁ꯭ꯃꯨꯗꯤ ꯕꯣꯜ - ꯁ꯭ꯃꯨꯗꯤ ꯕꯣꯜ ꯑꯁꯤ ꯑꯌꯨꯛꯇ ꯅ꯭ꯌꯨꯇꯔꯤꯑꯦꯟꯇꯁꯤꯡ ꯌꯥꯝꯅ ꯌꯥꯎꯕ ꯃꯆꯤ ꯑꯣꯏꯕ ꯑꯃꯁꯨꯡ ꯂꯥꯏꯕ ꯃꯑꯣꯡ ꯑꯃꯅꯤ꯫ ꯃꯅꯥ-ꯃꯁꯤꯡ, ꯎꯍꯩ-ꯋꯥꯍꯩꯁꯤꯡ, ꯑꯃꯁꯨꯡ ꯌꯣꯒꯔ ꯅꯠꯇꯔꯒ ꯁꯪꯒꯣꯝ ꯄꯨꯟꯅ ꯕ꯭ꯂꯦꯟꯗ ꯇꯧ, ꯑꯃꯁꯨꯡ ꯃꯊꯛꯇ ꯇꯦꯛꯁꯆꯔꯒꯤꯗꯃꯛꯇ ꯅꯠ, ꯁꯤꯗ ꯑꯃꯁꯨꯡ ꯒ꯭ꯔꯦꯅꯣꯂꯥ ꯌꯥꯎꯍꯜꯂꯨ꯫ ꯃꯅꯥ-ꯃꯁꯤꯡ ꯑꯃꯁꯨꯡ ꯅꯠ ꯕꯠꯇꯔꯒꯥ ꯂꯣꯏꯅꯅꯥ ꯍꯣꯜ ꯒ꯭ꯔꯦꯟ ꯋꯥꯐꯜꯁꯤꯡ - ꯍꯣꯜ ꯒ꯭ꯔꯦꯟ ꯋꯥꯐꯜꯁꯤꯡ ꯑꯁꯤ ꯃꯆꯤ ꯑꯣꯏꯕ ꯑꯃꯁꯨꯡ ꯐꯖꯅ ꯅꯨꯃꯤꯗꯥꯡꯒꯤ ꯆꯥꯛꯂꯦꯟꯒꯤ ꯑꯣꯞꯁꯟ ꯑꯃꯅꯤ, ꯑꯃꯁꯨꯡ ꯃꯈꯣꯏꯗꯨ ꯑꯍꯦꯟꯕ ꯅ꯭ꯌꯨꯇ꯭ꯔꯤꯁꯟ ꯑꯃꯁꯨꯡ ꯃꯁꯛ ꯈꯪꯗꯣꯛꯅꯕꯒꯤꯗꯃꯛ ꯃꯅꯥ-ꯃꯁꯤꯡ ꯑꯃꯁꯨꯡ ꯅꯠ ꯕꯠꯇꯔꯒꯤ ꯊꯣꯡꯅꯥꯎ ꯑꯃ ꯊꯝꯗꯨꯅ ꯃꯊꯛꯇ ꯊꯝꯕꯥ ꯌꯥꯏ꯫ ꯇ꯭ꯔꯦꯖꯦꯗꯤ ꯑꯃꯒꯤ ꯃꯁꯛ ꯊꯣꯛꯄ ꯃꯆꯥꯛ ꯑꯗꯨ ꯀꯔꯤꯅꯣ? ꯇ꯭ꯔꯦꯖꯦꯗꯤ ꯑꯁꯤ ꯅꯥꯠꯀꯤ ꯑꯣꯏꯕ ꯂꯝ ꯑꯃꯅꯤ ꯑꯃꯁꯨꯡ ꯃꯁꯤꯒꯤ ꯃꯁꯛ ꯊꯣꯛꯄ ꯃꯆꯥꯛ ꯑꯁꯤ ꯃꯍꯧꯁꯥꯅꯥ ꯃꯔꯨ ꯑꯣꯏꯕ ꯃꯤꯁꯛ ꯑꯗꯨꯕꯨ ꯁꯣꯛꯍꯜꯂꯛꯄ ꯌꯥꯝꯅꯥ ꯂꯨꯕ ꯑꯃꯁꯨꯡ ꯑꯌꯥꯝꯕꯅꯥ ꯅꯨꯡꯉꯥꯏꯇꯕꯥ ꯊꯧꯗꯣꯛꯁꯤꯡꯅꯤ꯫ ꯃꯍꯧꯁꯥꯅꯥ ꯅꯣꯕꯦꯜ ꯐꯤꯒꯔ ꯑꯃ ꯑꯣꯏꯔꯤꯕ ꯄ꯭ꯔꯣꯇꯥꯒꯣꯅꯤꯁ꯭ꯠ ꯑꯗꯨꯅ ꯁꯣꯛꯍꯜꯂꯕꯥ ꯑꯁꯣꯛꯄ ꯑꯃ ꯂꯩ ꯅꯠꯇꯔꯒ ꯋꯥꯌꯦꯜ ꯌꯥꯊꯪꯒꯤ ꯑꯁꯣꯏꯕ ꯑꯃ ꯇꯧꯏ ꯃꯗꯨꯅ ꯃꯈꯣꯏꯒꯤ ꯂꯣꯏꯕꯥ ꯅꯥꯏꯗꯕꯥ ꯊꯧꯗꯣꯛ ꯑꯗꯨ ꯊꯣꯛꯍꯜꯂꯤ꯫ ꯑꯌꯥꯝꯕꯅꯥ ꯌꯥꯎꯔꯤꯕ ꯑꯇꯣꯞꯄ ꯏꯂꯤꯃꯦꯟꯇꯁꯤꯡꯗꯤ ꯂꯥꯟꯐꯝꯁꯤꯡ, ꯂꯟ-ꯊꯨꯝ ꯂꯥꯟꯊꯣꯠꯄꯥ, ꯑꯃꯁꯨꯡ ꯑꯣꯗꯤꯑꯣꯗꯒꯤ ꯏꯝꯄꯦꯊꯤ ꯑꯃꯁꯨꯡ ꯀꯝꯄꯦꯁꯟ ꯊꯣꯛꯍꯟꯕ ꯀꯦꯊꯥꯔꯇꯤꯛ ꯑꯦꯛꯁꯄꯔꯤꯑꯦꯟꯁ ꯑꯃꯅꯤ꯫ ꯔꯣꯠꯋꯦꯂꯔ ꯑꯃꯒꯤ ꯃꯔꯨꯑꯣꯏꯕ ꯃꯁꯛꯁꯤꯡ ꯑꯗꯨ ꯋꯥꯍꯩ ꯈꯔꯈꯛꯇꯗꯥ ꯐꯣꯡꯗꯣꯛꯄꯤꯌꯨ꯫ ꯔꯣꯇꯋꯦꯂꯔ ꯍꯥꯏꯕꯁꯤ ꯃꯁꯥꯒꯤ ꯊꯥꯖꯕꯥ ꯌꯥꯕ, ꯉꯥꯛꯊꯣꯛꯄ ꯉꯝꯕ ꯑꯃꯁꯨꯡ ꯊꯥꯖꯕꯥ ꯌꯥꯕ ꯃꯑꯣꯡ ꯃꯇꯧꯒꯤꯗꯃꯛ ꯈꯪꯅꯔꯕꯥ ꯃꯁꯜ ꯌꯥꯝꯅ ꯂꯩꯕ, ꯁꯛꯇꯤ ꯂꯩꯕ ꯍꯨꯏ ꯕ꯭ꯔꯤꯗ ꯑꯃꯅꯤ꯫ ꯃꯁꯤꯒꯤ ꯇꯣꯞ ꯇꯣꯞꯄ ꯊꯣꯠꯄ, ꯂꯦꯡ-ꯑꯣꯠꯄ, ꯕ꯭ꯂꯦꯛ ꯑꯃꯁꯨꯡ ꯇꯦꯟ ꯀꯣꯠ ꯑꯃ ꯂꯩ, ꯃꯄꯥꯡꯒꯜ ꯀꯟꯕꯥ, ꯄꯥꯛ-ꯆꯥꯎꯕ ꯃꯀꯣꯛ ꯑꯃꯁꯨꯡ ꯑꯉꯧꯕ, ꯑꯜꯃꯣꯟꯗ ꯃꯑꯣꯡꯒꯤ ꯃꯃꯤꯠꯁꯤꯡ ꯂꯩ꯫ ꯔꯣꯠꯋꯦꯂꯔꯁꯤꯡ ꯑꯁꯤ ꯋꯥꯈꯜ ꯂꯧꯁꯤꯡ ꯂꯩꯕ, ꯊꯕꯛ ꯀꯟꯅ ꯁꯨꯕ ꯃꯤꯑꯣꯏꯁꯤꯡꯅꯤ ꯑꯃꯁꯨꯡ ꯑꯌꯥꯝꯕꯅꯥ ꯄꯨꯂꯤꯁ, ꯒꯥꯔꯗ ꯑꯃꯁꯨꯡ ꯂꯧꯎ-ꯁꯤꯡꯎꯒꯤ ꯌꯨꯝꯁꯥꯁꯤꯡ ꯑꯣꯏꯅ ꯁꯤꯖꯤꯟꯅꯩ꯫